"ꯑꯆꯧꯕꯥ ꯒ꯭ꯌꯦꯇꯁꯕꯤ ꯍꯥꯏꯕꯥ ꯂꯥꯏꯔꯤꯛ ꯑꯁꯤꯗꯥ ꯃꯔꯨ ꯑꯣꯏꯕꯥ ꯆꯔꯤꯇ꯭ꯔꯁꯤꯡꯒꯤ ꯈꯣꯡꯆꯠꯁꯤꯡ ꯁꯟꯗꯣꯛꯅꯥ ꯇꯥꯛꯄꯤꯌꯨ꯫"ꯗꯤ ꯒ꯭ꯔꯦꯠ ꯒ꯭ꯌꯦꯇꯁꯕꯤ" ꯍꯥꯏꯕꯁꯤ ꯂꯤꯁꯤꯡ ꯑꯃꯒ ꯀꯨꯟ ꯃꯉꯥ ꯗꯥ ꯐꯣꯡꯈꯤꯕꯥ ꯑꯦꯐ. ꯅꯣꯚꯦꯜ ꯑꯁꯤꯗꯥ ꯃꯈꯣꯏꯒꯤ ꯈꯣꯡꯆꯠꯁꯤꯡ ꯑꯁꯤ ꯃꯔꯨ ꯑꯣꯏꯕꯥ ꯊꯧꯗꯥꯡ ꯂꯧꯔꯤꯕꯥ ꯃꯔꯨ ꯑꯣꯏꯕꯥ ꯃꯤꯑꯣꯏꯁꯤꯡꯗꯤ ꯅꯤꯛ ꯀꯦꯔꯥꯋꯦ, ꯖꯦ ꯒ꯭ꯌꯦꯇꯁꯕꯤ, ꯗꯥꯏꯁꯤ ꯕꯨꯆꯥꯅꯟ, ꯇꯝ ꯕꯨꯆꯥꯅꯟ ꯑꯃꯁꯨꯡ ꯖꯣꯔꯗꯥꯟ ꯕꯦꯀꯥꯔꯅꯤ꯫ ꯅꯤꯛ ꯀꯦꯔꯥꯋꯦ ꯅꯤꯛ ꯑꯁꯤ ꯋꯥꯔꯤ ꯑꯁꯤꯒꯤ ꯋꯥꯔꯤꯃꯆꯥꯅꯤ ꯑꯃꯁꯨꯡ ꯃꯥꯂꯦꯝꯒꯤ ꯑꯍꯥꯟꯕ ꯂꯥꯟꯖꯥꯎꯗꯒꯤ ꯍꯜꯂꯛꯈꯔꯕꯥ ꯃꯇꯨꯡꯗꯥ ꯋꯦꯁ꯭ꯠ ꯑꯦꯒꯇꯥ ꯆꯠꯈꯤ꯫ ꯃꯍꯥꯛꯅꯥ ꯕꯣꯟꯗ ꯁꯦꯜꯂꯁꯃꯦꯟ ꯑꯃꯥ ꯑꯣꯏꯅꯥ ꯊꯕꯛ ꯇꯧꯅꯕꯥ ꯋꯥꯔꯦꯞ ꯂꯧꯈꯤ꯫ ꯑꯃꯁꯨꯡ ꯑꯃꯦꯔꯤꯀꯥꯒꯤ ꯃꯪꯂꯥꯟ ꯑꯗꯨ ꯇꯨꯡ ꯏꯟꯗꯨꯅꯥ ꯆꯠꯈꯤ꯫ ꯃꯍꯥꯛ ꯒ꯭ꯌꯦꯇꯁꯕꯤꯒꯤ ꯌꯨꯝꯂꯣꯟꯅꯕꯅꯤ ꯑꯃꯁꯨꯡ ꯃꯍꯥꯛꯀꯤ ꯃꯔꯨꯞ ꯑꯣꯏꯔꯛꯏ꯫ ꯅꯤꯛ ꯃꯍꯥꯛꯀꯤ ꯈꯣꯡꯆꯠꯀꯤ ꯃꯅꯨꯡꯗꯥ ꯁꯦꯜ-ꯊꯨꯝꯒꯤ ꯃꯤꯑꯣꯏꯁꯤꯡꯒꯤ ꯁꯣꯟꯊꯔꯛꯄꯒꯤ ꯃꯇꯨꯡ ꯏꯟꯅꯥ ꯌꯦꯡꯕꯥ ꯐꯪꯏ꯫ ꯑꯃꯁꯨꯡ ꯃꯍꯥꯛꯅꯥ ꯊꯦꯡꯅꯔꯤꯕꯥ ꯑꯋꯥꯡꯕꯥ ꯈꯨꯟꯅꯥꯏꯒꯤ ꯂꯝꯆꯠ-ꯁꯥꯖꯠ ꯁꯣꯟꯊꯔꯛꯄꯅꯥ ꯋꯥꯈꯜ ꯅꯨꯡꯉꯥꯏꯇꯕꯥ ꯐꯥꯎꯏ꯫ ꯅꯣꯚꯦꯜ ꯑꯁꯤꯗꯥ ꯃꯍꯥꯛꯀꯤ ꯃꯣꯔꯦꯜ ꯀꯝꯄꯥꯁ ꯑꯗꯨ ꯂꯦꯡꯗꯅꯥ ꯂꯩꯕꯥ ꯎꯕꯥ ꯐꯪꯂꯤꯕꯥ ꯑꯃꯠꯇꯥ ꯉꯥꯏꯔꯕꯥ ꯁꯛꯇꯃꯅꯤ꯫ ꯖꯦ ꯒ꯭ꯌꯦꯇꯁꯕꯤ ꯍꯥꯏꯕꯁꯤ ꯅꯣꯚꯦꯜ ꯑꯁꯤꯒꯤ ꯐꯣꯀꯦꯜ ꯄꯣꯏꯟꯇ ꯑꯣꯏꯔꯤꯕꯥ ꯈꯣꯡꯆꯠ ꯑꯁꯤꯅꯥ ꯇꯤꯇꯨꯂꯔ ꯀꯦꯔꯦꯛꯇ꯭ꯔꯅꯤ꯫ ꯒ꯭ꯌꯦꯇꯁꯕꯤ ꯑꯁꯤ ꯃꯁꯥꯅꯥ ꯁꯦꯝꯖꯕꯥ ꯃꯤꯁꯛ ꯑꯃꯅꯤ꯫ ꯃꯍꯥꯛ ꯑꯀꯤꯕꯥ ꯄꯣꯛꯍꯟꯕꯥ ꯌꯥꯕꯥ ꯄꯥꯝꯕꯩꯁꯤꯡꯒꯤ ꯈꯨꯠꯊꯥꯡꯗꯥ ꯁꯦꯜ ꯌꯥꯝꯅꯥ ꯇꯥꯟꯕꯥ ꯃꯤꯁꯛ ꯑꯃꯅꯤ꯫ ꯃꯍꯥꯛ ꯗꯥꯏꯁꯤ ꯕꯨꯆꯥꯅꯟꯒꯥ ꯅꯨꯡꯁꯤꯅꯅꯥ ꯂꯩꯃꯤꯟꯅꯩ꯫ ꯑꯃꯁꯨꯡ ꯃꯍꯥꯛꯅꯥ ꯇꯧꯔꯤꯕꯥ ꯄꯨꯝꯅꯃꯛ ꯑꯁꯤ ꯃꯍꯥꯛꯄꯨ ꯑꯃꯨꯛ ꯍꯟꯅꯥ ꯃꯥꯏ ꯄꯥꯛꯍꯟꯕꯅꯤ꯫ ꯃꯍꯥꯛꯀꯤ ꯃꯥꯌ ꯄꯥꯛꯄꯥ ꯑꯣꯏꯔꯕꯁꯨ ꯒ꯭ꯌꯦꯇꯁꯕꯤꯒꯤ ꯃꯔꯨꯑꯣꯏꯕꯥ ꯃꯣꯇꯤꯕꯦꯁꯟ ꯑꯗꯨꯗꯤ ꯃꯍꯥꯛꯀꯤ ꯗꯥꯏꯁꯤꯕꯨ ꯅꯨꯡꯁꯤꯕꯥ ꯑꯗꯨꯅꯤ꯫ ꯑꯃꯁꯨꯡ ꯃꯍꯥꯛꯅꯥ ꯄꯥꯔꯇꯤꯁꯤꯡ ꯄꯥꯡꯊꯣꯛꯏ ꯫ꯑꯃꯁꯨꯡ ꯃꯍꯥꯛꯀꯤ ꯂꯟ-ꯊꯨꯝ ꯑꯗꯨ ꯃꯍꯥꯛꯀꯤ ꯄꯨꯛꯅꯤꯡ ꯆꯤꯡꯁꯤꯅꯕꯒꯤ ꯑꯥꯁꯥꯗꯥ ꯎꯠꯂꯤ꯫ ꯑꯗꯨꯕꯨ ꯒ꯭ꯌꯦꯇꯁꯕꯤꯅꯥ ꯀꯩꯗꯧꯉꯩꯗꯁꯨ ꯇꯁꯦꯡꯅꯥ ꯍꯧꯈꯤꯕꯥ ꯃꯇꯝ ꯑꯗꯨ ꯑꯃꯨꯛ ꯍꯟꯅꯥ ꯐꯪꯍꯟꯕꯥ ꯉꯝꯂꯣꯏ ꯍꯥꯏꯕꯁꯤ ꯈꯡꯕꯥ ꯉꯝꯗꯦ꯫ ꯑꯃꯁꯨꯡ ꯗꯦꯖꯤꯒꯥ ꯂꯣꯏꯅꯅꯥ ꯂꯩꯃꯤꯟꯅꯕꯒꯤ ꯃꯥꯂꯪ ꯑꯗꯨ ꯑꯔꯣꯏꯕꯗꯥ ꯊꯨꯒꯥꯏꯈꯤ꯫ ꯗꯦꯖꯤꯁꯤ ꯕꯨꯀꯥꯅꯟ ꯗꯦꯖꯤ ꯑꯁꯤ ꯀꯦꯟꯇꯨꯀꯤꯒꯤ ꯂꯨꯏꯁꯚꯤꯂꯦꯗꯒꯤ ꯂꯥꯛꯄꯥ ꯅꯍꯥ ꯑꯣꯏꯔꯤꯕꯤ ꯅꯨꯄꯤ ꯑꯃꯅꯤ꯫ ꯃꯍꯥꯛ ꯇꯝ ꯕꯨꯆꯥꯅꯅꯒꯥ ꯂꯨꯍꯣꯡꯈꯤ꯫ ꯃꯍꯥꯛꯄꯨ ꯐꯖꯔꯕꯥ, ꯃꯤꯅꯨꯡꯁꯤ ꯂꯩꯕꯥ ꯑꯃꯁꯨꯡ ꯊꯣꯏꯗꯣꯀꯄꯥ ꯃꯤꯁꯛ ꯑꯃꯥ ꯑꯣꯏꯅꯥ ꯐꯣꯡꯗꯣꯛꯏ꯫ ꯃꯍꯥꯛꯀꯤ ꯈꯣꯡꯆꯠ ꯑꯁꯤ ꯃꯍꯥꯛꯀꯤ ꯑꯌꯦꯠꯄꯥ ꯏꯃꯣꯁꯟ ꯑꯃꯁꯨꯡ ꯑꯄꯥꯝꯕꯁꯤꯡꯒꯤ ꯃꯔꯛꯇꯥ ꯆꯠꯂꯤ꯫ ꯃꯥꯌꯀꯩ ꯑꯃꯔꯣꯃꯗꯥ ꯃꯍꯥꯛ ꯒ꯭ꯌꯦꯇꯁꯕꯤꯗꯒꯤ ꯐꯪꯂꯤꯕꯥ ꯒ꯭ꯂꯦꯃꯣꯔꯁ ꯑꯃꯁꯨꯡ ꯄꯨꯛꯅꯤꯡ ꯆꯪꯕꯥ ꯑꯗꯨꯅꯥ ꯃꯍꯥꯀꯄꯨ ꯊꯋꯥꯏ ꯌꯥꯎꯖꯩ ꯑꯗꯨꯕꯨ ꯃꯍꯥꯛꯀꯤ ꯊꯥꯖꯗꯕꯥ ꯋꯥꯐꯝꯁꯤꯡ ꯂꯩꯔꯕꯁꯨ ꯇꯣꯝꯒꯥ ꯂꯣꯏꯅꯅꯥ ꯃꯍꯥꯛꯀꯤ ꯂꯨꯍꯣꯡꯕꯗꯁꯨ ꯅꯨꯡꯉꯥꯏꯕꯥ ꯐꯥꯑꯣꯏ꯫ ꯑꯔꯣꯏꯕꯗꯥ ꯃꯍꯥꯛꯅꯥ ꯒ꯭ꯌꯦꯇꯁꯕꯤꯅꯥ ꯄꯤꯕꯥ ꯄꯥꯝꯖꯕꯥ ꯑꯃꯁꯨꯡ ꯅꯨꯡꯉꯥꯏꯕꯥ ꯑꯗꯨꯗꯒꯤ ꯍꯦꯟꯅꯥ ꯃꯍꯥꯛꯀꯤ ꯂꯨꯍꯣꯡꯕꯒꯤ ꯁꯦꯛꯌꯨꯔꯤꯇꯤ ꯑꯃꯁꯨꯡ ꯐꯦꯃꯤꯂꯤꯌ꯭ꯔꯤꯇꯤ ꯑꯗꯨ ꯈꯟꯈꯤ꯫ ꯇꯣꯝ ꯕꯨꯆꯥꯅꯟ ꯇꯣꯝ ꯑꯁꯤ ꯗꯦꯖꯤꯒꯤ ꯃꯄꯨꯔꯣꯏꯕꯥ ꯑꯃꯁꯨꯡ ꯅꯤꯛꯀꯤ ꯑꯔꯤꯕꯥ ꯃꯔꯨꯞ ꯑꯃꯅꯤ꯫ ꯃꯍꯥꯛ ꯌꯥꯝꯅꯥ ꯁꯦꯜ ꯌꯥꯝꯅꯥ ꯇꯥꯟꯕꯥ ꯏꯃꯨꯡ ꯑꯃꯗꯒꯤ ꯂꯥꯀꯄꯅꯤ꯫ ꯑꯃꯁꯨꯡ ꯅꯣꯚꯦꯜ ꯑꯁꯤꯗꯥ ꯃꯍꯥꯛꯀꯤ ꯈꯣꯡꯆꯠ ꯑꯁꯤ ꯃꯍꯥꯛꯀꯤ ꯑꯍꯣꯡꯕꯥ ꯍꯔꯥꯎꯕꯒꯤ ꯋꯥꯈꯜꯂꯣꯟ ꯑꯃꯁꯨꯡ ꯊꯥꯖꯗꯕꯥ ꯑꯁꯤꯅꯥ ꯃꯁꯛ ꯇꯥꯛꯂꯤ꯫ ꯃꯍꯥꯛꯅꯥ ꯑꯋꯥꯡꯕꯥ ꯊꯥꯛꯀꯤ ꯃꯤꯑꯣꯏꯁꯤꯡꯒꯤ ꯂꯝꯆꯠ-ꯁꯥꯖꯠ ꯁꯣꯟꯊꯕꯥ ꯑꯃꯁꯨꯡ ꯃꯤꯅꯝꯕꯥ ꯑꯗꯨꯕꯨ ꯔꯤꯞ꯭ꯔꯖꯦꯟꯇ ꯇꯧꯔꯤ꯫ ꯃꯍꯥꯛꯅꯥ ꯗꯥꯏꯁꯤꯕꯨ ꯂꯥꯟꯅꯥ ꯂꯃꯖꯤꯡꯕꯤꯔꯕꯁꯨ, ꯃꯍꯥꯛꯅꯥ ꯒ꯭ꯌꯦꯇꯁꯕꯤꯒꯥ ꯂꯣꯏꯅꯅꯥ ꯃꯍꯥꯛꯀꯤ ꯃꯔꯤ ꯑꯗꯨ ꯈꯡꯂꯛꯄꯥ ꯃꯇꯝꯗꯥ ꯃꯍꯥꯛ ꯌꯥꯝꯅꯥ ꯅꯨꯡꯉꯥꯏꯇꯕꯥ ꯐꯥꯎꯏ꯫ ꯑꯃꯁꯨꯡ ꯃꯔꯤ ꯑꯗꯨ ꯂꯣꯏꯁꯤꯟꯅꯕꯥ ꯃꯍꯥꯛꯀꯤ ꯁꯛꯇꯤꯒꯤ ꯃꯇꯨꯡ ꯏꯟꯅꯥ ꯄꯨꯝꯅꯃꯛ ꯇꯧꯏ꯫ ꯖꯣꯔꯗꯥꯟ ꯕꯦꯀꯥꯔ ꯖꯣꯔꯗꯥꯟ ꯑꯁꯤ ꯗꯥꯏꯁꯤꯒꯤ ꯃꯔꯨꯄꯅꯤ꯫ ꯑꯃꯁꯨꯡ ꯃꯇꯝ ꯈꯔꯒꯤ ꯑꯣꯏꯅꯥ ꯅꯤꯛꯀꯤ ꯅꯨꯡꯁꯤꯕꯒꯤ ꯏꯟꯇꯔꯦꯁ꯭ꯠꯅꯤ꯫ ꯃꯍꯥꯛ ꯄ꯭ꯔꯣꯐꯦꯁ꯭ꯅꯦꯜ ꯒꯣꯐꯔ ꯑꯃꯅꯤ꯫